ꯗꯦꯃꯤꯇꯔ ꯑꯁꯤ ꯑꯔꯤꯕ ꯒ꯭ꯔꯤꯛꯀꯤ ꯂꯥꯏꯁꯤꯡꯒꯤ ꯃꯅꯨꯡꯗ ꯑꯃꯅꯤ꯫ ꯗꯦꯃꯤꯇꯔ ꯑꯁꯤ ꯂꯧꯎ-ꯁꯤꯡꯎꯒꯤ ꯂꯥꯏꯔꯦꯝꯕꯤ ꯑꯃꯅꯤ ꯑꯃꯁꯨꯡ ꯃꯥꯂꯦꯝꯒꯤ ꯂꯧꯎ ꯆꯦꯟꯕꯒꯤ ꯊꯥꯖꯕ ꯄꯤꯈꯤ꯫ ꯃꯍꯥꯛꯅ ꯂꯧꯎ-ꯁꯤꯡꯎ ꯑꯃꯁꯨꯡ ꯄꯥꯝꯕꯤ-ꯁꯤꯡꯕꯤ ꯑꯅꯤꯃꯛ ꯉꯥꯛꯊꯣꯛꯈꯤ꯫ ꯃꯥꯂꯦꯝꯒ ꯌꯥꯝꯅ ꯅꯛꯅꯕ ꯃꯔꯤ ꯑꯁꯤ ꯗꯦꯃꯤꯇꯔꯒꯤ ꯃꯃꯥ ꯔꯤꯌꯥꯗꯒꯤ ꯐꯪꯈꯤꯕꯅꯤ꯫ ꯗꯦꯃꯤꯇꯔ ꯑꯁꯤ ꯕ꯭ꯔꯣꯟꯖ ꯑꯦꯖ ꯒ꯭ꯔꯤꯁꯀꯤ ꯈꯨꯡꯒꯪꯒꯤ ꯐꯨꯔꯨꯞꯁꯤꯡꯗ ꯈꯨꯔꯨꯝꯖꯕ ꯃꯐꯝ ꯑꯗꯨꯒꯤ ꯃꯃꯥ ꯄ꯭ꯔꯤꯊꯤꯕꯤꯒꯤ ꯂꯥꯏꯔꯦꯝꯕꯤꯁꯤꯡꯒꯤ ꯑꯃꯨꯛ ꯍꯟꯅ ꯄꯣꯛꯄ ꯑꯃ ꯑꯣꯏꯔꯝꯕ ꯌꯥꯏ꯫ ꯏꯂꯨꯁꯤꯁꯇ ꯂꯩꯕ ꯁꯦꯟꯆꯨꯔꯤ ꯑꯁꯤ ꯂꯥꯏꯔꯦꯝꯕꯤ ꯑꯃꯁꯨꯡ ꯃꯍꯥꯛꯀꯤ ꯃꯆꯥꯅꯨꯄꯤ ꯄꯔꯁꯦꯐꯣꯟ ꯑꯅꯤꯃꯛꯇ ꯀꯠꯊꯣꯛꯏ꯫ ꯃꯁꯤ ꯃꯃꯤꯡ ꯂꯩꯔꯕ ꯏꯂꯨꯁꯤꯅꯤꯌꯟ ꯃꯤꯁꯇ꯭ꯔꯤꯁꯀꯤ ꯃꯐꯝ ꯑꯣꯏꯈꯤ꯫ ꯏꯂꯨꯁꯤꯁꯇꯒꯤ ꯗꯤꯃꯤꯇꯔꯅ ꯃꯍꯥꯛꯀꯤ ꯂꯥꯏ ꯈꯨꯔꯨꯝꯕꯁꯤꯡꯕꯨ ꯃꯇꯨꯡ ꯇꯥꯔꯛꯄ ꯄꯨꯟꯁꯤꯗ ꯉꯥꯛꯊꯣꯛꯀꯅꯤ ꯍꯥꯏꯕꯒꯤ ꯋꯥꯈꯜꯂꯣꯟ ꯑꯁꯤ ꯑꯥꯔꯀꯥꯏꯛ ꯑꯃꯁꯨꯡ ꯀ꯭ꯂꯥꯁꯤꯀꯦꯜ ꯒ꯭ꯔꯤꯛꯀꯤ ꯃꯥꯂꯦꯝ ꯁꯤꯟꯕ ꯊꯨꯡꯅ ꯁꯟꯗꯣꯛꯈꯤ꯫ ꯔꯣꯃꯥꯟꯁꯤꯡꯗ, ꯂꯥꯏꯔꯦꯝꯕꯤ ꯑꯁꯤ ꯃꯤꯌꯥꯝꯅ ꯄꯥꯝꯅꯕ ꯑꯣꯏꯗꯨꯅ ꯂꯩꯈꯤ ꯑꯃꯁꯨꯡ ꯁꯦꯔꯦꯁ ꯍꯥꯏꯅ ꯈꯪꯅꯔꯝꯃꯤ꯫ ꯗꯦꯃꯤꯇꯔꯒꯤ ꯏꯃꯨꯡ ꯃꯅꯨꯡ ꯖꯤꯎꯁ, ꯄꯣꯁꯥꯏꯗꯟ, ꯍꯦꯗꯤꯁ, ꯍꯦꯔꯥ, ꯑꯃꯁꯨꯡ ꯍꯦꯁꯇꯤꯌꯥꯒꯤ ꯃꯆꯟ-ꯅꯨꯄꯤ ꯀ꯭ꯔꯣꯅꯣꯁ ꯑꯃꯁꯨꯡ ꯔꯤꯌꯥꯒꯤ ꯃꯆꯥꯅꯨꯄꯤ, ꯗꯦꯃꯤꯇꯔ ꯑꯁꯤ ꯄꯔꯁꯦꯐꯣꯟ ꯑꯃꯁꯨꯡ ꯑꯌꯥꯀꯁ (ꯖꯤꯎꯁꯀ ꯂꯣꯏꯅꯅ) ꯑꯃꯁꯨꯡ ꯄ꯭ꯂꯨꯇꯁꯀꯤ ꯃꯃꯥꯅꯤ (ꯃꯇꯨꯡ ꯇꯥꯔꯛꯄꯗ ꯏꯀꯥꯏ ꯈꯨꯝꯅꯔꯕ ꯖꯤꯎꯁꯇꯒꯤ ꯅꯣꯡꯂꯩ ꯅꯨꯡꯁꯤꯠ ꯑꯃꯅ ꯍꯥꯏꯈꯤꯕ ꯁꯤꯕ ꯌꯥꯕ ꯀ꯭ꯔꯤꯇꯟ ꯑꯥꯏꯁꯤꯌꯟꯒ ꯂꯣꯏꯅꯅ)꯫ ꯃꯍꯥꯛꯅ ꯏꯂꯨꯁꯤꯅꯤꯌꯟꯒꯤ ꯅꯤꯡꯊꯧꯃꯆꯥ ꯗꯦꯃꯣꯐꯣꯟꯕꯨꯁꯨ ꯌꯣꯛꯈꯤ, ꯃꯍꯥꯛꯅ ꯃꯤꯑꯣꯏꯕꯒꯤ ꯖꯥꯇꯤꯗ ꯂꯧꯎ-ꯁꯤꯡꯎꯒꯤ ꯈꯨꯗꯣꯜ ꯑꯃꯁꯨꯡ ꯂꯧꯎ-ꯁꯤꯡꯎꯒꯤ ꯃꯇꯥꯡꯗ ꯂꯧꯁꯤꯡ ꯄꯤꯈꯤ꯫ ꯗꯦꯃꯤꯇꯔꯕꯨꯁꯨ ꯄꯣꯁꯥꯏꯗꯟꯅ ꯇꯥꯟꯅꯈꯤ, ꯑꯃꯁꯨꯡ ꯃꯍꯥꯛꯀꯤ ꯄꯨꯛꯅꯤꯡ ꯆꯪꯁꯤꯟꯕꯗꯒꯤ ꯅꯥꯟꯊꯣꯛꯅꯕ ꯃꯍꯥꯛ ꯃꯦꯔ ꯑꯃꯗ ꯑꯣꯟꯊꯣꯛꯈꯤ꯫ ꯑꯗꯨꯝ ꯑꯣꯏꯅꯃꯛ, ꯄꯣꯁꯥꯏꯗꯟꯁꯨ ꯁꯒꯣꯜ ꯑꯃꯗ ꯑꯣꯟꯊꯣꯛꯈꯤ ꯑꯃꯁꯨꯡ ꯃꯈꯣꯏꯒꯤ ꯃꯍꯩ ꯑꯣꯏꯅ ꯄꯣꯛꯄ ꯃꯆꯥ ꯑꯗꯨ ꯍꯔꯀꯨꯂꯤꯁꯅ ꯊꯧꯕ ꯃꯁꯥ ꯄꯥꯟꯕ ꯁꯒꯣꯜ ꯑꯣꯏꯔꯤꯕ ꯑꯦꯔꯤꯌꯟꯅꯤ꯫ ꯗꯦꯃꯤꯇꯔ ꯑꯃꯁꯨꯡ ꯄꯔꯁꯦꯐꯣꯟ ꯑꯁꯤ ꯌꯥꯝꯅ ꯇꯣꯏꯅ ꯄꯨꯟꯅ ꯖꯨꯔꯨ ꯖꯨꯔꯥ ꯄꯥꯏꯔꯝꯃꯤ ꯑꯃꯁꯨꯡ ꯀꯔꯤꯒꯨꯝꯕ ꯃꯇꯝꯗ ꯃꯁꯛ ꯑꯅꯤ ꯌꯥꯎꯕ ꯂꯥꯏꯔꯦꯝꯕꯤ ꯑꯃꯈꯛꯇ ꯑꯣꯏꯅ ꯐꯥꯎꯕ ꯈꯪꯅꯔꯝꯃꯤ꯫ ꯃꯈꯣꯏ ꯑꯅꯤ ꯑꯁꯤ ꯑꯌꯥꯝꯕꯅ 'ꯂꯥꯏꯔꯦꯝꯕꯤ ꯑꯅꯤ' ꯑꯃꯁꯨꯡ ꯗꯦꯃꯤꯇꯔ (ꯗꯦꯃꯤꯇꯔ ꯑꯅꯤ) ꯍꯥꯏꯅ ꯈꯪꯅꯔꯝꯃꯤ꯫ ꯗꯦꯃꯤꯇꯔ ꯑꯃꯁꯨꯡ ꯄꯔꯁꯦꯐꯣꯟ ꯗꯦꯃꯤꯇꯔꯒꯤ ꯃꯇꯥꯡꯗ ꯈ꯭ꯋꯥꯏꯗꯒꯤ ꯃꯔꯨꯑꯣꯏꯕ ꯊꯥꯏꯅꯒꯤ ꯋꯥꯔꯤ ꯑꯁꯤ ꯑꯟꯗꯔꯋꯥꯔꯜꯀꯤ ꯂꯥꯏ ꯍꯦꯗꯤꯁꯅ ꯃꯍꯥꯛꯀꯤ ꯃꯆꯥꯅꯨꯄꯤ ꯄꯔꯁꯦꯐꯣꯟ (ꯒ꯭ꯔꯤꯛꯇ ꯀꯣꯔꯦ ꯑꯃꯁꯨꯡ ꯔꯣꯃꯥꯟꯁꯤꯡꯅ ꯄ꯭ꯔꯣꯁꯔꯄꯤꯅꯥ ꯍꯥꯏꯅꯁꯨ ꯈꯪꯅꯕ) ꯕꯨ ꯏꯀꯥꯏ ꯈꯨꯝꯅꯕ ꯎꯠꯈꯤꯕꯒꯤ ꯋꯥꯔꯤꯅꯤ꯫ ꯅꯣꯡꯃꯗꯤ ꯍꯦꯗꯤꯁꯅ ꯄꯔꯁꯦꯐꯣꯟꯕꯨ ꯎꯕꯒ ꯂꯣꯏꯅꯅ ꯅꯨꯡꯁꯤꯖꯈꯤ ꯑꯃꯁꯨꯡ ꯃꯔꯝ ꯑꯁꯤꯅ ꯃꯍꯥꯛꯄꯨ ꯒ꯭ꯔꯤꯛꯀꯤ ꯃꯈꯥꯗ ꯂꯩꯕ ꯍꯦꯗꯤꯁꯇ ꯃꯍꯥꯛꯀ ꯂꯣꯏꯅ ꯂꯩꯅꯕ ꯃꯍꯥꯛꯀꯤ ꯔꯊꯠ ꯄꯨꯈꯤ꯫ ꯄꯥꯎꯗꯝ ꯈꯔꯗꯒꯤ, ꯖꯤꯎꯁꯅ ꯐꯥꯈꯤꯕ ꯑꯗꯨ ꯃꯍꯥꯛꯀꯤ ꯑꯌꯥꯕ ꯄꯤꯈꯤ, ꯋꯥꯌꯦꯜ ꯀꯥꯏꯕ ꯊꯕꯛ ꯑꯗꯨꯒꯤ ꯃꯐꯝ ꯑꯁꯤ ꯆꯠꯅꯕꯤꯒꯤ ꯃꯇꯨꯡ ꯏꯟꯅ ꯁꯤꯁꯤꯂꯤ (ꯃꯁꯤꯒꯤ ꯂꯩꯍꯥꯎ ꯆꯦꯟꯕꯒꯤꯗꯃꯛ ꯃꯃꯤꯡ ꯆꯠꯄ) ꯅꯠꯇ꯭ꯔꯒ ꯑꯦꯁꯤꯌꯥꯗ ꯊꯝꯈꯤ꯫ ꯅꯨꯡꯉꯥꯏꯇꯅ ꯐꯥꯎꯗꯨꯅ, ꯗꯦꯃꯤꯇꯔꯅ ꯃꯍꯥꯛꯀꯤ ꯃꯥꯡꯈ꯭ꯔꯕ ꯃꯆꯥꯅꯨꯄꯤꯒꯤꯗꯃꯛ ꯃꯥꯂꯦꯝ ꯑꯗꯨ ꯊꯤꯈꯤ ꯑꯃꯁꯨꯡ ꯍꯦꯂꯤꯑꯣꯁ (ꯅꯠꯇ꯭ꯔꯒ ꯍꯔꯃꯤꯁ)ꯅ ꯃꯍꯥꯛꯀꯤ ꯃꯆꯥꯅꯨꯄꯤꯒꯤ ꯃꯔꯥꯏꯕꯛꯀꯤ ꯃꯇꯥꯡꯗ ꯃꯉꯣꯟꯗ ꯍꯥꯏꯔꯕꯁꯨ, ꯃꯍꯥꯛꯅ ꯑꯔꯣꯏꯕꯗ ꯏꯂꯨꯁꯤꯁꯇ ꯌꯧꯔꯛꯇ꯭ꯔꯤꯐꯥꯎꯕ ꯃꯍꯥꯛꯀꯤ ꯈꯣꯡꯆꯠ ꯑꯗꯨ ꯃꯈꯥ ꯆꯠꯊꯈꯤ꯫ ꯃꯐꯝ ꯑꯁꯤꯗ, ꯑꯍꯜ ꯑꯣꯏꯔꯕ ꯅꯨꯄꯤ ꯑꯃꯒꯤ ꯁꯛꯇꯥꯛꯂꯗꯨꯅ, ꯂꯥꯏꯔꯦꯝꯕꯤ ꯑꯗꯨꯅ ꯑꯦꯂꯨꯁꯤꯁꯀꯤ ꯅꯤꯡꯊꯧ ꯀꯦꯂꯤꯑꯣꯁ (ꯅꯠꯇ꯭ꯔꯒ ꯁꯦꯂꯤꯌꯁ)ꯒꯤ ꯂꯣꯏꯅꯕꯤ ꯃꯦꯇꯥꯅꯦꯔꯥꯒꯤ ꯑꯃꯠꯇ ꯉꯥꯏꯔꯕ ꯃꯆꯥꯅꯨꯄꯥ ꯗꯦꯃꯣꯐꯣꯟ (ꯅꯠꯇ꯭ꯔꯒꯥ ꯇ꯭ꯔꯤꯞꯇꯣꯂꯦꯃꯁ)ꯕꯨ ꯌꯦꯡꯁꯤꯟꯈꯤ꯫ ꯏꯃꯨꯡ ꯑꯗꯨꯗ ꯃꯈꯣꯏꯒꯤ ꯃꯤꯅꯨꯡꯁꯤ ꯂꯩꯕꯒꯤꯗꯃꯛ ꯃꯅꯥ ꯄꯤꯅꯕ, ꯗꯦꯃꯤꯇꯔꯅ ꯗꯦꯃꯣꯐꯣꯟꯕꯨ ꯅꯨꯃꯤꯗꯥꯡ ꯈꯨꯗꯤꯡꯒꯤ ꯃꯩ ꯑꯃꯗ ꯊꯝꯗꯨꯅ ꯃꯍꯥꯛꯄꯨ ꯁꯤꯕ ꯉꯝꯗꯕ ꯑꯣꯏꯍꯟꯅꯕ ꯍꯣꯠꯅꯈꯤ꯫ ꯑꯗꯨꯝ ꯑꯣꯏꯅꯃꯛ, ꯃꯦꯇꯥꯅꯦꯔꯥꯅ ꯃꯁꯤ ꯎꯕ ꯃꯇꯝꯗ ꯃꯍꯥꯛꯅ ꯑꯦꯂꯥꯔꯝ ꯑꯃ ꯍꯧꯗꯣꯛꯈꯤ꯫ ꯃꯁꯤꯒꯤ ꯄꯥꯎꯈꯨꯝ ꯑꯣꯏꯅ ꯗꯦꯃꯤꯇꯔꯅ ꯃꯍꯥꯛꯀꯤ ꯑꯁꯦꯡꯕ ꯃꯁꯛ ꯑꯗꯨ ꯐꯣꯡꯗꯣꯛꯈꯤ ꯑꯃꯁꯨꯡ ꯃꯍꯥꯛꯄꯨ ꯏꯀꯥꯏꯈꯨꯝꯅꯕ ꯑꯣꯏꯅ ꯂꯥꯏꯁꯪ ꯑꯃ ꯁꯥꯅꯕ ꯇꯛꯁꯤꯟꯈꯤ꯫ ꯃꯁꯤ ꯑꯦꯇꯤꯀꯥꯗ ꯂꯩꯕ ꯃꯃꯤꯡ ꯂꯩꯔꯕ ꯑꯦꯂꯤꯎꯁꯤꯁꯀꯤ ꯁꯦꯟꯆꯨꯔꯤꯒꯤ ꯍꯧꯔꯛꯐꯝ ꯑꯣꯏꯈꯤ꯫ ꯂꯥꯏꯁꯪ ꯑꯗꯨ ꯂꯣꯏꯔꯕ ꯃꯇꯨꯡꯗ, ꯗꯦꯃꯤꯇꯔꯅ ꯃꯥꯂꯦꯝꯗꯒꯤ ꯂꯧꯊꯣꯛꯈꯤ ꯑꯃꯁꯨꯡ ꯃꯗꯨꯒꯤ ꯃꯅꯨꯡꯗ ꯂꯩꯈꯤ; ꯃꯇꯝ ꯑꯗꯨꯃꯛꯇꯗ ꯃꯍꯥꯛꯅ ꯑꯇꯣꯞꯄ ꯂꯥꯏꯁꯤꯡꯕꯨ ꯍꯦꯗꯤꯁꯇꯒꯤ ꯄꯔꯁꯦꯐꯣꯟꯕꯨ ꯊꯥꯗꯣꯛꯅꯕ ꯌꯥꯍꯟꯅꯕ ꯑꯆꯧꯕ ꯏꯀꯪ ꯑꯃ ꯁꯦꯝꯈꯤ꯫